ꯂꯤꯁꯤꯄ꯭ꯔꯤꯌꯥꯅ ꯑꯃꯥꯡ ꯑꯇꯥ ꯊꯣꯛꯄ ꯃꯤꯐꯝ ꯑꯃꯗ ꯁꯔꯨꯛ ꯌꯥꯈꯤ꯫ ꯃꯁꯤꯅ ꯃꯍꯥꯛꯄꯨ ꯑꯦꯛꯇꯤꯕ꯭ꯁ꯭ꯇꯇ ꯁꯔꯨꯛ ꯌꯥꯅꯕ ꯄꯨꯛꯅꯤꯡ ꯊꯧꯒꯠꯈꯤ꯫ ꯕ꯭ꯔꯤꯇꯤꯁ ꯕ꯭ꯔꯣꯗꯀꯥꯁꯇꯤꯡ ꯀꯣꯄꯣꯔꯦꯁꯟ ꯅ꯭ꯌꯨꯖ ꯐꯣꯡꯕ ꯂꯥꯇꯝ ꯑꯃꯗ ꯃꯍꯥꯛꯅ ꯍꯥꯏꯈꯤ, "ꯏꯊꯤꯜ ꯀꯌꯥ ꯑꯃ ꯑꯃꯁꯨꯡ ꯑꯅꯧꯕ ꯈꯜ ꯀꯌꯥ ꯑꯃ ꯏꯍꯧꯒꯤ ꯑꯣꯏꯕ ꯋꯥꯔꯤꯁꯤꯡ ꯄꯤꯔꯤꯕ ꯃꯤꯑꯣꯏꯁꯤꯡꯗꯒꯤ ꯐꯪꯂꯦ꯫ ꯃꯁꯤ ꯄꯨꯟꯁꯤꯗ ꯍꯣꯡꯂꯛꯂꯤꯕ ꯊꯧꯗꯣꯛ ꯑꯃꯅꯤ꯫" ꯂꯤꯁꯤꯄ꯭ꯔꯤꯌꯥꯅ ꯈꯪꯍꯟꯕꯒꯤꯗꯃꯛ ꯊꯨꯅ "ꯆꯤꯜꯗ ꯃꯨꯚꯃꯦꯟꯠ" ꯂꯤꯡꯈꯠꯈꯤ, ꯃꯁꯤꯅ ꯑꯏꯪ ꯑꯁꯥꯒꯤ ꯐꯤꯚꯝ ꯍꯣꯡꯂꯛꯄ ꯑꯃꯁꯨꯡ ꯃꯍꯧꯁꯥꯒꯤ ꯑꯣꯏꯕ ꯑꯀꯥꯏꯕꯁꯤꯡ ꯊꯦꯡꯅꯗꯨꯅ ꯉꯥꯛꯁꯦꯟꯅꯕ ꯄꯨꯛꯅꯤꯡ ꯊꯧꯒꯠꯈꯤ꯫ ꯑꯦꯛꯇꯤꯚꯥꯏꯖꯝ ꯀꯦꯔꯂꯥ ꯏꯁꯤꯡ ꯏꯆꯥꯎꯗ ꯂꯤꯁꯤꯄ꯭ꯔꯤꯌꯥꯅ ꯃꯍꯥꯛꯀꯤ ꯇꯨꯡꯁꯤꯟꯕ ꯄꯩꯁꯥ ꯀꯦꯔꯂꯥꯒꯤ ꯆꯤꯐ ꯃꯤꯅꯤꯁꯇꯔ ꯄꯤꯅꯔꯌꯥꯏ ꯕꯤꯖꯌꯟꯗ ꯏꯪ ꯂꯤꯁꯤꯡ ꯑꯅꯤꯒ ꯇꯔꯥ ꯅꯤꯄꯥꯜ ꯒꯤ ꯑꯣꯒꯁ꯭ꯠ ꯆꯩꯆꯠ ꯀꯨꯟꯃꯔꯤꯗ ꯏꯪ ꯂꯤꯁꯤꯡ ꯑꯅꯤ ꯇꯔꯥꯅꯤꯄꯥꯜꯒꯤ ꯑꯆꯧꯕ ꯀꯦꯔꯂꯥꯒꯤ ꯏꯁꯤꯡ ꯏꯆꯥꯎꯗ ꯅꯥꯔꯕ ꯑꯉꯥꯡꯁꯤꯡꯗ ꯃꯇꯦꯡ ꯄꯥꯡꯅꯕ ꯄꯤꯈꯤ꯫ ꯆꯍꯤ ꯑꯅꯤꯒꯤ ꯃꯇꯨꯡꯗ ꯃꯍꯥꯛꯅ ꯀꯦꯔꯂꯥ ꯁꯔꯀꯥꯔꯗꯒꯤ ꯑꯌꯥꯕ ꯄꯤꯕꯒꯤ ꯆꯤꯊꯤ ꯑꯃꯥ ꯐꯪꯈꯤ꯫ ꯂꯤꯁꯤꯄ꯭ꯔꯤꯌꯥꯅ ꯆꯤꯐ ꯃꯤꯅꯤꯁꯇꯔꯗ ꯄꯤꯈꯤꯕ ꯗꯣꯅꯦꯁꯟ ꯑꯁꯤꯅ ꯏꯁꯤꯡ ꯏꯆꯥꯎꯅ ꯁꯣꯛꯍꯜꯂꯕ ꯑꯉꯥꯡꯁꯤꯡꯕꯨ ꯉꯥꯛ-ꯁꯦꯟꯕꯒꯤ ꯊꯕꯛ ꯑꯗꯨꯗ ꯃꯇꯦꯡ ꯄꯥꯡꯈꯤ꯫ ꯃꯍꯥꯛꯅ ꯃꯍꯥꯛꯀꯤ ꯄꯤꯔꯤꯕ ꯑꯄꯤꯛꯄ ꯁꯦꯟꯐꯝ ꯑꯗꯨꯅ ꯑꯔꯨꯕ ꯃꯇꯝ ꯑꯃꯗ ꯈꯦꯠꯅꯕ ꯑꯃ ꯄꯨꯔꯛꯄꯗ ꯃꯇꯦꯡ ꯄꯥꯡꯒꯅꯤ ꯍꯥꯏꯅ ꯐꯥꯎꯈꯤ꯫ ꯑꯐ꯭ꯔꯤꯀꯥꯗ ꯊꯨꯡꯕ ꯂꯤꯁꯤꯄ꯭ꯔꯤꯌꯥ ꯀꯡꯒꯨꯖꯝꯅ ꯏꯪ ꯂꯤꯁꯤꯡ ꯑꯅꯤꯒ ꯇꫪꯥꯅꯤꯄꯥꯜꯒꯤ ꯁꯦꯞꯇꯦꯝꯕꯔ ꯀꯨꯟꯗ ꯑꯡꯒꯣꯂꯥꯗ ꯌꯨꯅꯦꯁꯀꯣ ꯄꯥꯔꯇꯔꯁ ꯐꯣꯔꯝ (ꯕꯤꯌꯦꯅꯦꯜ ꯂꯨꯌꯥꯟꯗꯥ) ꯗ ꯋꯥ ꯍꯥꯏꯔꯤ꯫ ꯌꯨꯅꯦꯁꯀꯣ, ꯑꯐ꯭ꯔꯤꯀꯥꯟ ꯌꯨꯅꯤꯌꯟ ꯑꯃꯁꯨꯡ ꯑꯦꯡꯒꯣꯂꯥꯒꯤ ꯂꯩꯉꯥꯛꯅ ꯀꯧꯈꯤꯕ ꯌꯨꯅꯦꯁꯀꯣ ꯄꯥꯔꯇꯔꯁ ꯐꯣꯔꯝ (ꯑꯡꯒꯣꯂꯥꯒꯤ ꯂꯨꯌꯥꯟꯗꯥ ꯆꯍꯤ ꯑꯅꯤ ꯆꯨꯡꯕ ꯂꯨꯌꯥꯟꯗꯥ) ꯗ ꯂꯤꯁꯤꯄ꯭ꯔꯤꯌꯥꯅ ꯁꯔꯨꯛ ꯌꯥꯈꯤ꯫ ꯃꯍꯥꯛꯅ ꯑꯦꯡꯒꯣꯂꯟꯒꯤ ꯄ꯭ꯔꯁꯤꯗꯦꯟ꯭ꯇ ꯖꯣꯑꯥꯎ ꯂꯣꯔꯦꯟꯀꯣ, ꯃꯥꯂꯤꯒꯤ ꯄ꯭ꯔꯗꯤꯅ꯭ꯇ ꯏꯕꯡꯔꯥꯍꯤꯝ ꯕꯣꯕꯀꯔ ꯀꯦꯏꯇꯥ, ꯃꯥꯂꯥꯚꯤꯒꯤ ꯄ꯭ꯔꯦꯁꯤꯗꯦꯟ ꯍꯦꯒ ꯖꯤꯡꯒꯣꯕ, ꯔꯤꯄꯕ꯭ꯂꯤꯛ ꯑꯣꯐ ꯀꯪꯒꯣꯒꯤ ꯄ꯭ꯔꯥꯁꯤꯗꯦꯟ ꯗꯦꯅꯤꯁ ꯁꯥꯁ ꯨ ꯅꯒ꯭ꯌꯨꯁꯣ, ꯑꯦꯡꯒꯣꯂꯥꯒꯤ ꯐꯔꯁꯠ ꯂꯦꯗꯤ ꯑꯅꯥ ꯗꯤꯌꯥꯁ ꯂꯣꯔꯦꯟꯁꯣ, ꯅꯦꯃꯤꯕ꯭ꯌꯥꯒꯤ ꯐꯔꯁꯠꯂꯦꯗꯤ ꯃꯣꯅꯤꯀꯥ ꯖꯤꯡꯒꯣꯁ, ꯏꯪ ꯂꯤꯁꯤꯡ ꯑꯅꯤꯒ ꯇꫪꯥꯅꯤꯄꯥꯜ ꯒꯤ ꯅꯣꯕꯦꯜ ꯄꯤꯁ ꯄ꯭ꯔꯥꯏꯖ ꯐꯪꯂꯕ ꯗꯦꯅꯤꯁ ꯃꯨꯛꯋꯦꯒ, ꯌꯨꯅꯦꯁꯀꯣ ꯗꯤꯔꯦꯛꯇꯔ ꯖꯦꯅꯔꯦꯜ ꯑꯣꯗ꯭ꯔꯤ ꯑꯖꯣꯂꯦ, ꯒꯤꯅꯤ ꯗꯤꯄꯨꯇꯤ ꯄ꯭ꯔꯥꯏꯝ ꯃꯤꯅꯤꯁꯇꯔ ꯐ꯭ꯔꯥꯟꯁꯣꯏꯁ ꯂꯣꯟꯁꯦꯅꯤ ꯐꯣꯜ ꯑꯃꯁꯨꯡ ꯑꯐ꯭ꯔꯤꯀꯥꯒꯤ ꯅꯥꯠꯀꯤ ꯃꯟꯇ꯭ꯔꯤꯁꯤꯡꯒ ꯂꯣꯏꯅꯅ ꯑꯏꯪ-ꯑꯁꯥꯒꯤ ꯐꯤꯚꯝ ꯍꯣꯡꯂꯛꯄꯒꯤ ꯃꯇꯥꯡꯗ ꯋꯥꯐꯝ ꯊꯝꯈꯤ ꯇꯨꯡꯒꯤꯗꯃꯛꯇ ꯍꯤꯡꯅꯕꯒꯤ ꯏꯪ ꯂꯤꯁꯤꯡ ꯑꯅꯤ ꯇꯔꯥꯃꯥꯄꯜꯒꯤ ꯑꯣꯛꯇꯣꯕꯔ ꯃꯔꯤꯗ, ꯂꯤꯁꯤꯄ꯭ꯔꯤꯌꯥꯅ ꯅꯨꯡꯁꯤꯠꯀꯤ ꯃꯣꯠꯍꯟꯕ ꯊꯤꯡꯅꯕ ꯁꯨꯀꯤꯐꯨ (ꯁꯨꯔꯚꯤꯕꯦꯜ ꯀꯤꯠ ꯐꯣꯔ ꯗꯤ ꯐ꯭ꯌꯨꯆꯔ) ꯀꯧꯕ ꯈꯨꯗꯝ ꯑꯣꯏꯕ ꯈꯨꯠꯂꯥꯏ ꯑꯃꯥ ꯄꯨꯊꯣꯛꯈꯤ꯫ ꯁꯨꯀꯤꯐꯨ ꯑꯁꯤ ꯄ꯭ꯂꯣꯁꯟ ꯇꯧꯕ ꯑꯁꯤ ꯁꯥꯊꯤꯕ ꯃꯇꯝꯗ ꯍꯣꯟꯕꯗ ꯑꯅꯧꯕ ꯅꯨꯡꯁꯤꯠ ꯄꯤꯅꯕ ꯇ꯭ꯔꯦꯁꯇꯒꯤ ꯁꯦꯝꯈꯤꯕ ꯆꯥꯎꯔꯥꯛꯅ ꯁꯦꯜ ꯊꯥꯗꯗꯕ ꯀꯤꯠ ꯑꯃꯅꯤ꯫ ꯃꯁꯤꯒꯤ ꯁꯦꯠꯄ ꯌꯥꯕ ꯄꯥꯝꯕꯤ ꯑꯁꯤ ꯅꯨꯡꯁꯤꯠ ꯑꯃꯣꯠꯄꯒꯤ ꯉꯥꯛꯊꯣꯛꯅꯕ ꯃꯁꯛ ꯈꯪꯗꯣꯛꯄ ꯑꯃꯅꯤ꯫ ꯃꯤꯑꯣꯏ ꯑꯃꯍꯦꯛꯇꯅ ꯌꯨꯝꯗꯒꯤ ꯂꯐꯣꯏꯗ ꯍꯛꯊꯦꯡꯅꯅ ꯅꯨꯡꯁꯤꯠ ꯍꯥꯞꯅꯕ ꯇ꯭ꯔꯦꯁꯕꯨ ꯑꯃꯨꯛ ꯍꯟꯅ ꯁꯤꯖꯤꯟꯅ ꯇꯧꯗꯨꯅ ꯋꯥꯈꯜꯂꯣꯟ ꯑꯁꯤ ꯁꯦꯝꯒꯠꯄ ꯌꯥꯏ꯫ ꯂꯤꯁꯤꯄ꯭ꯔꯤꯌꯥꯅ ꯄꯟꯖꯥꯕ ꯑꯃꯁꯨꯡ ꯍꯔꯤꯌꯥꯅꯥ ꯂꯦꯖꯤꯁ꯭ꯂꯦꯇꯤꯕ ꯑꯦꯁꯦꯝꯕ꯭ꯂꯤ ꯍꯥꯎꯁꯀꯤ ꯃꯃꯥꯡꯗ ꯃꯁꯤ ꯍꯧꯗꯣꯛꯈꯤ꯫ ꯃꯍꯥꯛꯅ ꯗꯤꯜꯂꯤ ꯑꯃꯁꯨꯡ ꯅꯦꯁꯅꯦꯜ ꯀꯦꯄꯤꯇꯦꯜ ꯔꯤꯖꯟ ꯁꯤꯡꯗ ꯅꯨꯡꯁꯤꯠꯀꯤ ꯃꯣꯠꯄꯒꯤ ꯑꯋꯥꯕ ꯑꯗꯨ ꯀꯣꯛꯍꯟꯅꯕꯒꯤꯗꯃꯛ ꯊꯨꯅ ꯋꯥꯊꯣꯛ ꯊꯤꯅꯕ ꯂꯨꯆꯤꯡꯕꯁꯤꯡꯒꯤ ꯄꯨꯛꯅꯤꯡ ꯆꯤꯡꯁꯤꯟꯈꯤ꯫ ꯃꯍꯥꯛꯅ ꯃꯈꯥ ꯇꯥꯅ ꯍꯥꯏꯈꯤ ꯃꯗꯨꯗꯤ ꯊꯩꯔꯥꯡ ꯑꯁꯤ ꯗꯤꯜꯂꯤꯒꯤ ꯅꯨꯡꯁꯤꯠꯀꯤ ꯃꯣꯠꯍꯟꯕꯅ ꯏꯊꯤꯜ ꯄꯤꯔꯕꯁꯨ, ꯃꯍꯥꯛꯅ ꯃꯁꯤꯒꯤ ꯄꯥꯎꯗꯝ ꯑꯁꯤ ꯑꯀꯣꯏꯕꯒꯤ ꯐꯤꯚꯝ ꯈꯛꯇꯒꯤ ꯃꯇꯥꯡꯗ ꯑꯣꯏꯍꯟꯕ ꯄꯥꯝꯗꯦ꯫ ꯃꯗꯨꯒꯤ ꯃꯍꯨꯠꯇ ꯃꯍꯥꯛꯅ ꯍꯥꯏꯈꯤ ꯃꯁꯤ ꯃꯍꯥꯛ ꯑꯁꯤ ꯍꯧꯖꯤꯛ ꯑꯃꯁꯨꯡ ꯇꯨꯡꯗ ꯍꯤꯡꯅꯕꯒꯤꯗꯃꯛ ꯃꯊꯧ ꯇꯥꯕ ꯔꯤꯂꯥꯏꯟꯁ꯭ꯌꯦꯜꯒꯤ ꯃꯇꯤꯛꯁꯤꯡꯒ ꯂꯣꯏꯅꯅ ꯃꯤꯁꯟ ꯑꯃ ꯄꯨꯈꯠꯅꯕ ꯃꯥꯡꯖꯧꯅꯅ ꯂꯥꯛꯈꯤꯕ ꯑꯗꯨꯒ ꯃꯥꯟꯅꯩ꯫